ꯑꯥꯔꯇꯤꯐꯤꯁꯦꯜ ꯏꯟꯇꯤꯂꯤꯖꯦꯟꯁ ꯑꯃꯥ ꯑꯣꯏꯅꯥ ꯑꯩꯍꯥꯛ ꯐꯤꯖꯤꯀꯦꯜ ꯑꯣꯏꯅꯥ ꯇ꯭ꯔꯥꯐꯤꯛꯇꯥ ꯂꯦꯞꯄꯥ ꯉꯝꯗꯦ꯫ ꯑꯗꯨꯝ ꯑꯣꯏꯅꯃꯛ, ꯀꯔꯤꯒꯨꯝꯕꯥ ꯌꯨꯖꯔ ꯑꯃꯗꯥ ꯃꯇꯦꯡ ꯄꯥꯡꯂꯤꯉꯩꯗꯥ ꯃꯈꯣꯏꯅꯥ ꯇ꯭ꯔꯥꯐꯤꯛꯇꯥ ꯊꯨꯡꯂꯔꯕꯗꯤ, ꯑꯩꯅꯥ ꯃꯈꯣꯏꯗꯥ ꯔꯤꯑꯦꯜ-ꯇꯥꯏꯝ ꯇ꯭ꯔꯥꯐꯤꯛ ꯑꯞꯗꯦꯠꯁꯤꯡ ꯁꯤꯖꯤꯟꯅꯗꯨꯅꯥ ꯃꯈꯣꯏꯒꯤ ꯄꯟꯊꯨꯡꯐꯝꯗꯥ ꯑꯇꯣꯞꯄꯥ ꯂꯝꯕꯤꯁꯤꯡ ꯄꯤꯅꯕꯥ ꯍꯣꯠꯅꯒꯅꯤ꯫ ꯑꯩꯍꯥꯛꯅꯥ ꯃꯈꯣꯏꯗꯥ ꯃꯈꯣꯏꯅꯥ ꯂꯥꯛꯄꯒꯤ ꯑꯦꯁꯇꯤꯃꯦꯠ ꯇꯧꯔꯕꯥ ꯃꯇꯝꯒꯤ ꯃꯇꯥꯡꯗꯁꯨ ꯈꯪꯍꯟꯒꯅꯤ ꯑꯃꯁꯨꯡ ꯃꯈꯥ ꯇꯥꯅꯥ ꯃꯤ ꯌꯥꯝꯅꯥ ꯇꯤꯟꯕꯥ ꯊꯤꯡꯅꯕꯥ ꯑꯣꯏꯊꯣꯛꯄꯥ ꯌꯥꯕꯥ ꯄꯥꯝꯕꯩꯁꯤꯡꯁꯨ ꯁꯖꯦꯁꯟ ꯄꯤꯒꯅꯤ꯫ ꯃꯁꯤꯒꯤ ꯃꯊꯛꯇꯥ, ꯑꯩꯅꯥ ꯌꯨꯖꯔꯗꯥ ꯅꯨꯡꯉꯥꯏꯕꯥ ꯐꯣꯡꯗꯣꯛꯄꯥ ꯅꯠꯇ꯭ꯔꯒꯥ ꯃꯤꯠꯌꯦꯡ ꯊꯝꯗꯕꯒꯤ ꯑꯣꯞꯁꯟꯁꯤꯡꯁꯨ ꯄꯤꯕꯥ ꯌꯥꯏ, ꯃꯈꯣꯏꯁꯤꯡ ꯑꯗꯨꯗꯤ ꯃ꯭ꯌꯨꯖꯤꯛ ꯅꯠꯇ꯭ꯔꯒꯥ ꯄꯣꯠꯀꯥꯁ ꯁꯥꯟꯅꯅꯕꯥ ꯅꯠꯇ꯭ꯔꯒꯥ ꯇ꯭ꯔꯥꯐꯤꯛ ꯁꯦꯡꯗꯣꯛꯅꯕꯥ ꯉꯥꯏꯔꯤꯉꯩꯗꯥ ꯃꯈꯣꯏꯅꯥ ꯆꯠꯄꯥ ꯌꯥꯕꯥ ꯃꯐꯝ ꯑꯗꯨꯒꯤ ꯑꯦꯇ꯭ꯔꯦꯛꯁꯟꯁꯤꯡ ꯁꯖꯦꯁꯟ ꯇꯧꯕꯥ ꯌꯥꯏ꯫ ꯑꯣꯟꯂꯥꯏꯟ ꯁꯣꯞ ꯑꯃꯒꯤꯗꯃꯛ ꯄ꯭ꯔꯣꯇꯣꯇꯥꯏꯞ ꯑꯃꯥ ꯁꯦꯝꯃꯨ꯫ ꯋꯦꯕꯁꯥꯏꯠ ꯑꯁꯤꯅꯥ ꯀꯁ꯭ꯇꯃꯔꯁꯤꯡꯅꯥ ꯄꯣꯠꯊꯣꯛꯁꯤꯡ ꯕ꯭ꯔꯣꯠ ꯇꯧꯕꯥ ꯑꯃꯁꯨꯡ ꯁꯣꯄꯤꯡ ꯀꯥꯔꯠ ꯑꯃꯥ ꯁꯦꯝꯕꯥ ꯌꯥꯍꯟꯒꯗꯕꯅꯤ꯫ ꯃꯈꯥꯗꯥ ꯑꯣꯅꯂꯥꯏꯟ ꯁꯣꯞ ꯑꯃꯒꯤ ꯄ꯭ꯔꯣꯇꯣꯇꯥꯏꯞ ꯑꯃꯥ ꯄꯤꯔꯤ꯫ ꯀꯁ꯭ꯇꯃꯔꯁꯤꯡꯅꯥ ꯄꯣꯠꯊꯣꯛꯁꯤꯡ ꯐꯖꯅꯥ ꯕ꯭ꯔꯣꯗ ꯇꯧꯕꯥ ꯑꯃꯁꯨꯡ ꯃꯈꯣꯏꯒꯤ ꯁꯣꯄꯤꯡ ꯀꯥꯔꯠꯇꯥ ꯍꯥꯞꯆꯤꯟꯅꯕꯥ ꯌꯥꯕꯥ ꯑꯣꯅꯂꯥꯏꯟ ꯁꯣꯞ ꯑꯃꯒꯤꯗꯃꯛ ꯏꯆꯝ ꯆꯝꯕꯥ, ꯌꯨꯖꯔ ꯐ꯭ꯔꯦꯟꯗꯂꯤ ꯏꯟꯇꯔꯐꯦꯁ ꯑꯃꯥ ꯁꯦꯝꯃꯨ꯫ ꯄꯦꯖꯗꯥ ꯑꯅꯧꯕꯥ ꯅꯠꯇ꯭ꯔꯒꯥ ꯐꯤꯆꯔ ꯇꯧꯔꯕꯥ ꯄꯣꯠꯊꯣꯛꯁꯤꯡ ꯎꯠꯂꯤꯕꯥ ꯕꯦꯅꯥꯔ ꯑꯃꯥ ꯌꯥꯎꯔꯤ, ꯃꯊꯛꯇꯥ ꯃꯌꯦꯛ ꯁꯦꯡꯕꯥ ꯁꯥꯔꯆ ꯕꯥꯔ ꯑꯃꯁꯨꯡ ꯀꯦꯇꯦꯒꯣꯔꯤ ꯅꯦꯚꯤꯒꯦꯁꯟ ꯃꯦꯅꯨ ꯑꯃꯥ ꯌꯥꯎꯔꯤ꯫ ꯌꯨꯖꯔꯁꯤꯡꯅꯥ ꯄꯣꯠꯊꯣꯛ ꯑꯃꯒꯤ ꯏꯃꯦꯖ ꯑꯃꯗꯥ ꯀ꯭ꯂꯤꯛ ꯇꯧꯗꯨꯅꯥ ꯍꯦꯟꯅꯥ ꯑꯀꯨꯞꯄꯥ ꯏꯟꯐꯣꯔꯃꯦꯁꯟ, ꯃꯗꯨꯒꯤ ꯃꯅꯨꯡꯗꯥ ꯃꯁꯛ ꯈꯪꯗꯣꯛꯄꯥ, ꯃꯃꯜ, ꯑꯃꯁꯨꯡ ꯌꯨꯖꯔ ꯔꯦꯇꯤꯡꯁꯤꯡ ꯌꯥꯎꯕꯥ ꯌꯥꯏ꯫ ꯃꯗꯨꯒꯤ ꯃꯇꯨꯡꯗꯥ ꯃꯈꯣꯏꯅꯥ ꯄꯣꯠ ꯑꯗꯨ ꯃꯈꯣꯏꯒꯤ ꯀꯥꯔꯗꯇꯥ ꯍꯥꯞꯆꯤꯟꯕꯥ ꯌꯥꯏ, ꯃꯈꯥ ꯇꯥꯅꯥ ꯁꯣꯄꯤꯡ ꯇꯧꯕꯥ ꯌꯥꯏ ꯅꯠꯇ꯭ꯔꯒꯥ ꯆꯦꯛꯑꯥꯎꯠ ꯇꯧꯕꯥ ꯌꯥꯏ꯫ ꯃꯊꯛꯀꯤ ꯑꯔꯣꯏꯕꯥ ꯀꯣꯟꯅꯥ ꯂꯩꯕꯥ ꯁꯣꯄꯤꯡ ꯀꯥꯔꯠꯀꯤ ꯑꯥꯏꯀꯟ ꯑꯁꯤꯅꯥ ꯀꯥꯔꯠ ꯂꯩꯔꯤꯕꯥ ꯄꯣꯠꯂꯝꯁꯤꯡꯒꯤ ꯃꯁꯤꯡ ꯑꯃꯁꯨꯡ ꯑꯄꯨꯟꯕꯥ ꯃꯃꯜ ꯑꯗꯨ ꯎꯠꯂꯤ, ꯃꯁꯤꯅꯥ ꯌꯨꯖꯔꯁꯤꯡꯅꯥ ꯃꯈꯣꯏꯒꯤ ꯀꯥꯔꯠ ꯑꯗꯨ ꯊꯨꯅꯥ ꯑꯦꯛꯁꯦꯁ ꯇꯧꯕꯥ ꯑꯃꯁꯨꯡ ꯑꯦꯗꯤꯠ ꯇꯧꯕꯥ ꯌꯥꯍꯜꯂꯤ꯫ ꯋꯦꯕꯁꯥꯏꯠ ꯑꯁꯤ ꯁꯦꯡꯂꯕꯥ ꯂꯦꯑꯥꯎꯠ ꯑꯃꯒꯥ ꯂꯣꯏꯅꯅꯥ ꯆꯠꯊꯣꯛ-ꯆꯠꯁꯤꯟ ꯇꯧꯕꯗꯥ ꯂꯥꯏꯕꯥ ꯃꯑꯣꯡꯗꯥ ꯁꯦꯝꯈꯤꯕꯅꯤ, ꯑꯃꯁꯨꯡ ꯃꯆꯨ ꯑꯃꯁꯨꯡ ꯏꯃꯦꯖꯔꯤ ꯁꯤꯖꯤꯟꯅꯕꯅꯥ ꯀꯁ꯭ꯇꯃꯔꯁꯤꯡꯒꯤꯗꯃꯛꯇꯥ ꯌꯥꯝꯅꯥ ꯅꯨꯡꯉꯥꯏꯕꯥ ꯁꯣꯄꯤꯡ ꯑꯦꯛꯁꯄ꯭ꯔꯤꯌꯦꯟꯁ ꯑꯃꯥ ꯁꯦꯝꯒꯠꯅꯕꯥ ꯄꯥꯟꯗꯝ ꯊꯝꯂꯤ꯫